ꯇꯣꯉꯥꯟ-ꯇꯣꯉꯥꯟꯕ ꯃꯈꯜꯒꯤ ꯁꯥ-ꯁꯟꯁꯤꯡꯕꯨ ꯑꯆꯨꯝꯕ ꯃꯑꯣꯡꯗꯥ ꯀ꯭ꯂꯥꯁꯤꯐꯥꯏ ꯇꯧꯅꯕꯥ ꯅ꯭ꯌꯨꯔꯦꯜ ꯅꯦꯠꯋꯥꯛ ꯑꯃꯥ ꯇ꯭ꯔꯦꯟ ꯇꯧꯕꯥ꯫ ꯇꯣꯉꯥꯟ-ꯇꯣꯉꯥꯟꯕ ꯃꯈꯜꯒꯤ ꯁꯥ-ꯁꯟꯁꯤꯡ ꯀ꯭ꯂꯥꯁꯤꯐꯥꯏ ꯇꯧꯅꯕꯥ ꯅ꯭ꯌꯨꯔꯦꯜ ꯅꯦꯠꯋꯥꯛ ꯑꯃꯥ ꯇ꯭ꯔꯦꯅꯤꯡ ꯇꯧꯅꯕꯒꯤꯗꯃꯛ, ꯅꯍꯥꯛꯅꯥ ꯈꯣꯡꯊꯥꯡꯁꯤꯡ ꯑꯁꯤ ꯂꯧꯈꯠꯀꯗꯕꯅꯤ: ꯗꯦꯇꯥ ꯈꯣꯝꯖꯤꯟꯕ: ꯅ꯭ꯌꯨꯔꯜ ꯅꯦꯠꯋꯥꯛ ꯑꯃꯥ ꯇ꯭ꯔꯦꯅꯤꯡ ꯇꯧꯕꯒꯤ ꯑꯍꯥꯟꯕ ꯈꯣꯡꯊꯥꯡꯗꯤ ꯗꯦꯇꯥ ꯈꯣꯝꯖꯤꯟꯕꯅꯤ꯫ ꯇꯣꯉꯥꯟ-ꯇꯣꯉꯥꯟꯕ ꯃꯈꯜꯒꯤ ꯁꯥ-ꯁꯟꯁꯤꯡꯒꯤ ꯏꯃꯦꯖ ꯀꯌꯥ ꯅꯍꯥꯛꯅꯥ ꯃꯊꯧ ꯇꯥꯒꯅꯤ꯫ ꯃꯌꯦꯛ ꯁꯦꯡꯕꯥ ꯏꯃꯦꯖ ꯑꯃꯁꯨꯡ ꯑꯆꯨꯝꯕꯥ ꯂꯦꯕꯦꯜꯁꯤꯡꯒꯥ ꯂꯣꯏꯅꯅ ꯇꯣꯞ ꯇꯣꯞꯄꯥ ꯑꯃꯁꯨꯡ ꯑꯆꯧꯕꯥ ꯗꯦꯇꯥꯁꯦꯠ ꯑꯃꯥ ꯁꯣꯏꯗꯅꯥ ꯂꯩꯍꯟꯒꯗꯕꯅꯤ꯫ ꯏꯃꯦꯖ ꯈꯨꯗꯤꯡꯃꯛꯇ ꯏꯃꯦꯖ ꯑꯗꯨꯗ ꯂꯩꯔꯤꯕꯥ ꯁꯥ ꯃꯈꯜ ꯑꯗꯨ ꯇꯥꯛꯄ ꯃꯔꯤ ꯂꯩꯅꯕꯥ ꯂꯦꯕꯦꯜ ꯑꯃꯥ ꯂꯩꯒꯗꯕꯅꯤ꯫ ꯄ꯭ꯔꯤ-ꯄ꯭ꯔꯣꯁꯦꯁ ꯗꯦꯇꯥ: ꯃꯊꯪꯗꯥ, ꯅꯍꯥꯛꯅꯥ ꯅꯍꯥꯛꯀꯤ ꯗꯦꯇꯥ ꯑꯗꯨ ꯄ꯭ꯔꯤ-ꯄ꯭ꯔꯣꯁꯦꯁ ꯇꯧꯕꯥ ꯃꯊꯧ ꯇꯥꯏ ꯃꯗꯨꯅꯥ ꯅ꯭ꯌꯨꯔꯦꯜ ꯅꯦꯠꯋꯥꯛꯇ ꯏꯟꯄꯨꯠ ꯇꯧꯅꯕꯥ ꯁꯦꯝ ꯁꯥꯒꯅꯤ꯫ ꯃꯁꯤꯗꯥ ꯏꯃꯦꯖꯁꯤꯡꯒꯤ ꯁꯥꯏꯖ ꯍꯣꯡꯗꯣꯛꯄ ꯅꯠꯇ꯭ꯔꯒꯥ ꯀ꯭ꯔꯣꯞ ꯇꯧꯕꯥ, ꯃꯈꯣꯏꯕꯨ ꯒ꯭ꯔꯦꯁ꯭ꯀꯦꯜꯗ ꯑꯣꯟꯊꯣꯛꯄꯥ, ꯄꯤꯛꯁꯦꯜ ꯚꯦꯜꯌꯨꯁꯤꯡ ꯅꯣꯔꯃꯦꯂꯥꯏꯖ ꯇꯧꯕꯥ, ꯑꯃꯁꯨꯡ ꯗꯦꯇꯥ ꯑꯣꯛꯃꯦꯟꯇꯦꯁꯟ ꯄꯥꯡꯊꯣꯛꯄ ꯌꯥꯎꯕ ꯌꯥꯏ꯫ ꯗꯦꯇꯥ ꯈꯥꯏꯗꯣꯛꯄ: ꯅꯍꯥꯛꯀꯤ ꯗꯦꯇꯥꯁꯦꯠ ꯑꯗꯨ ꯇ꯭ꯔꯦꯅꯤꯡ, ꯚꯦꯂꯤꯗꯦꯁꯟ, ꯑꯃꯁꯨꯡ ꯇꯦꯁꯇꯤꯡ ꯁꯦꯠꯁꯤꯡꯗꯥ ꯈꯥꯏꯗꯣꯛꯎ꯫ ꯇ꯭ꯔꯦꯅꯤꯡ ꯁꯦꯠ ꯑꯁꯤ ꯅꯍꯥꯛꯀꯤ ꯃꯣꯗꯦꯜ ꯑꯗꯨ ꯇ꯭ꯔꯦꯟ ꯇꯧꯕꯗꯥ ꯁꯤꯖꯤꯟꯅꯒꯅꯤ, ꯚꯦꯂꯤꯗꯦꯁꯟ ꯁꯦꯠ ꯑꯗꯨ ꯅꯍꯥꯛꯀꯤ ꯃꯣꯗꯦꯜ ꯑꯗꯨ ꯚꯦꯂꯤꯗꯦꯠ ꯇꯧꯅꯕ ꯑꯃꯁꯨꯡ ꯃꯁꯤꯒꯤ ꯍꯥꯏꯄꯔꯄꯦꯔꯥꯃꯤꯇꯔꯁꯤꯡ ꯐꯥꯏꯅꯦꯜ ꯇꯧꯅꯕ ꯁꯤꯖꯤꯟꯅꯒꯅꯤ, ꯑꯃꯁꯨꯡ ꯇꯦꯁ ꯁꯦꯠ ꯑꯗꯨ ꯅꯍꯥꯛꯀꯤ ꯃꯣꯗꯦꯜ ꯑꯗꯨ ꯏꯚꯥꯂꯨꯑꯦꯠ ꯇꯧꯕꯗꯥ ꯁꯤꯖꯤꯟꯅꯒꯅꯤ꯫ ꯃꯣꯗꯦꯜ ꯑꯃꯥ ꯈꯟꯕꯤꯌꯨ: ꯃꯊꯪꯗꯥ, ꯏꯃꯦꯖ ꯀ꯭ꯂꯥꯁꯤꯐꯤꯀꯦꯁꯟꯒꯤꯗꯃꯛꯇ ꯆꯨꯅꯕꯥ ꯃꯣꯗꯦꯜ ꯑꯥꯔꯀꯤꯇꯦꯛꯆꯔ ꯑꯃꯥ ꯈꯜꯂꯨ꯫ ꯏꯃꯦꯖ ꯀ꯭ꯂꯥꯁꯤꯐꯤꯀꯦꯁꯟꯒꯤꯗꯃꯛꯇ ꯃꯤꯌꯥꯝꯅꯥ ꯄꯥꯝꯅꯕꯥ ꯗꯤꯞ ꯂꯔꯅꯤꯡ ꯑꯥꯔꯀꯤꯇꯦꯛꯆꯔ ꯈꯔꯗꯤ ꯀꯟꯚꯣꯜꯂꯨꯁꯅꯦꯜ ꯅ꯭ꯌꯨꯔꯦꯜ ꯅꯦꯠꯋꯥꯛꯁꯤꯡ ꯔꯦꯁꯅꯦꯠ, ꯏꯟꯁꯦꯞꯁꯟ, ꯑꯃꯁꯨꯡ ꯏꯐꯤꯁꯤꯑꯦꯟꯇ ꯅꯦꯠꯋꯥꯛꯅꯤ꯫ ꯅꯍꯥꯛꯅꯥ ꯅꯠꯇ꯭ꯔꯒ ꯃꯣꯗꯦꯜ ꯑꯃꯥ ꯃꯃꯥꯡꯗꯒꯤ ꯁꯦꯝꯕꯥ ꯌꯥꯏ ꯅꯠꯇ꯭ꯔꯒꯥ ꯇ꯭ꯔꯥꯟꯁꯐꯔ ꯂꯔꯅꯤꯡ ꯁꯤꯖꯤꯟꯅꯕꯥ ꯌꯥꯏ ꯑꯃꯁꯨꯡ ꯄ꯭ꯔꯤ-ꯇ꯭ꯔꯦꯟ ꯇꯧꯔꯕꯥ ꯃꯣꯗꯦꯜ ꯑꯃꯥ ꯐꯥꯏꯅꯦꯜ ꯇ꯭ꯌꯨꯟ ꯇꯧꯕꯥ ꯌꯥꯏ꯫ ꯃꯣꯗꯦꯜ ꯇ꯭ꯔꯦꯟ ꯇꯧꯕꯥ: ꯇ꯭ꯔꯦꯅꯤꯡ ꯗꯦꯇꯥꯁꯦꯠꯇ ꯅꯍꯥꯛꯀꯤ ꯃꯣꯗꯦꯜ ꯑꯗꯨ ꯇ꯭ꯔꯦꯟ ꯇꯧꯕꯥ꯫ ꯑꯆꯨꯝꯕꯥ ꯑꯃꯁꯨꯡ ꯂꯣꯁ ꯔꯦꯠꯁꯤꯡ ꯌꯦꯡꯁꯤꯟꯕ ꯑꯃꯁꯨꯡ ꯃꯣꯗꯦꯜ ꯑꯁꯤꯒꯤ ꯄꯔꯐꯣꯃꯦꯟꯁ ꯐꯒꯠꯍꯟꯅꯕ ꯂꯔꯅꯤꯡ ꯔꯦꯠ, ꯕꯦꯆ ꯁꯥꯏꯖ, ꯑꯃꯁꯨꯡ ꯑꯣꯞꯇꯤꯃꯥꯏꯖꯔꯒꯨꯝꯕꯥ ꯍꯥꯏꯄꯔꯄꯦꯔꯥꯃꯤꯇꯔꯁꯤꯡ ꯑꯦꯠꯖꯁ ꯇꯧꯕꯥ꯫ ꯇ꯭ꯔꯦꯅꯤꯡꯒꯤ ꯃꯇꯝꯗ ꯃꯣꯗꯦꯜ ꯑꯗꯨꯒꯤ ꯄꯔꯐꯣꯃꯦꯟꯁ ꯑꯗꯨ ꯌꯦꯡꯁꯤꯟꯅꯕꯥ ꯚꯦꯂꯤꯗꯦꯁꯟ ꯁꯦꯠ ꯑꯗꯨ ꯁꯤꯖꯤꯟꯅꯧ꯫ ꯃꯣꯗꯦꯜ ꯑꯗꯨ ꯏꯚꯥꯜꯌꯨꯑꯦꯠ ꯇꯧꯕꯥ: ꯅꯍꯥꯛꯀꯤ ꯃꯣꯗꯦꯜ ꯑꯗꯨ ꯇ꯭ꯔꯦꯟ ꯇꯧꯔꯕꯥ ꯃꯇꯨꯡꯗꯥ, ꯇꯦꯁ ꯗꯦꯇꯥꯁꯦꯠꯇ ꯃꯁꯤꯒꯤ ꯄꯔꯐꯣꯃꯦꯟꯁ ꯑꯗꯨ ꯏꯚꯥꯂꯨꯑꯦꯠ ꯇꯧ꯫ ꯀꯔꯤꯒꯨꯝꯕꯥ ꯇꯦꯁꯀꯤ ꯑꯆꯨꯝꯕꯥ ꯑꯗꯨ ꯋꯥꯡꯂꯕꯗꯤ, ꯃꯁꯤꯅꯥ ꯃꯣꯗꯦꯜ ꯑꯁꯤꯅꯥ ꯇꯣꯉꯥꯟ-ꯇꯣꯉꯥꯟꯕ ꯃꯈꯜꯒꯤ ꯁꯥ-ꯁꯟꯁꯤꯡꯕꯨ ꯑꯆꯨꯝꯕꯥ ꯃꯑꯣꯡꯗꯥ ꯀ꯭ꯂꯥꯁꯤꯐꯥꯏ ꯇꯧꯕꯥ ꯉꯝꯃꯤ ꯍꯥꯏꯕ ꯇꯥꯛꯂꯤ꯫ ꯄ꯭ꯔꯤꯗꯤꯛꯁꯟ ꯇꯧꯕꯥ: ꯑꯔꯣꯏꯕꯗꯥ, ꯅꯍꯥꯛꯅꯥ ꯅꯍꯥꯛꯀꯤ ꯇ꯭ꯔꯦꯟ ꯇꯧꯔꯕꯥ ꯃꯣꯗꯦꯜ ꯑꯗꯨ ꯁꯤꯖꯤꯟꯅꯗꯨꯅꯥ ꯄ꯭ꯔꯤ-ꯄ꯭ꯔꯣꯁꯦꯁ ꯇꯧꯔꯕꯥ ꯏꯃꯦꯖꯁꯤꯡ ꯑꯗꯨ ꯃꯣꯗꯦꯜ ꯑꯗꯨꯗꯥ ꯄꯤꯗꯨꯅꯥ ꯑꯃꯁꯨꯡ ꯄ꯭ꯔꯤꯗꯤꯛꯇꯦꯠ ꯀ꯭ꯂꯥꯁ ꯂꯦꯕꯦꯜ ꯑꯗꯨ ꯐꯪꯗꯨꯅꯥ ꯁꯥ-ꯁꯟꯒꯤ ꯑꯅꯧꯕ ꯏꯃꯦꯖꯁꯤꯡꯗꯥ ꯄ꯭ꯔꯤꯗꯤꯛꯁꯟ ꯇꯧꯕꯥ ꯌꯥꯏ꯫